ꯇꯥꯏꯇꯜ ꯑꯃꯗꯤ ꯑꯦꯕ꯭ꯁꯇ꯭ꯔꯦꯛ ꯑꯃ ꯄꯤꯕꯥ ꯁꯥꯏꯟꯇꯤꯐꯤꯛ ꯄꯦꯄꯔ ꯑꯃ ꯏꯕ꯫ ꯃꯤꯡꯊꯣꯜ: ꯁꯃꯨꯗ꯭ꯔꯒꯤ ꯏꯀꯣꯁꯤꯁꯇꯦꯝꯗ ꯀ꯭ꯂꯥꯏꯃꯦꯠ ꯍꯣꯡꯂꯛꯄꯅ ꯀꯔꯤ ꯑꯣꯏꯕꯒꯦ ꯍꯥꯏꯅ ꯊꯤꯖꯤꯟꯕ꯫ ꯑꯦꯕꯁꯇ꯭ꯔꯦꯛ: ꯄꯦꯄꯔ ꯑꯁꯤꯅꯥ ꯀ꯭ꯂꯥꯏꯃꯦꯠ ꯍꯣꯡꯂꯛꯄꯅ ꯁꯃꯨꯗ꯭ꯔꯒꯤ ꯏꯀꯣꯁꯤꯁꯇꯦꯝꯁꯤꯡꯒꯤ ꯍꯛꯁꯦꯜ ꯑꯃꯁꯨꯡ ꯇꯪꯗꯨ ꯂꯩꯇꯥꯕꯗꯥ ꯄꯤꯔꯤꯕꯥ ꯏꯐꯦꯛꯇꯁꯤꯡ ꯑꯗꯨ ꯊꯤꯖꯤꯜꯂꯤ ꯃꯁꯤꯗꯥ ꯍꯣꯡꯂꯛꯂꯤꯕ ꯑꯏꯪ ꯑꯁꯥꯒꯤ ꯆꯥꯡꯅ ꯁꯄꯦꯁꯤꯁ ꯃꯥꯏꯒ꯭ꯔꯦꯁꯟ, ꯑꯀꯛꯅꯕꯥ ꯁꯄꯦꯁꯤꯁꯁꯤꯡꯒꯤ ꯆꯥꯎꯈꯠꯄ ꯑꯃꯁꯨꯡ ꯍꯟꯊꯔꯛꯄ ꯑꯃꯁꯨꯡ ꯐꯨꯗ ꯋꯦꯕꯀꯤ ꯃꯔꯤꯁꯤꯡ ꯌꯥꯎꯔꯤ꯫ ꯁꯃꯨꯗ꯭ꯔꯒꯤ ꯏꯀꯣꯁꯤꯁꯇꯦꯝꯗ ꯀ꯭ꯂꯥꯏꯃꯦꯠ ꯍꯣꯡꯂꯛꯄꯒꯤ ꯏꯐꯦꯛꯇꯁꯤꯡ ꯊꯤꯖꯤꯟꯕ: ꯄꯦꯄꯔ ꯑꯁꯤꯅ ꯀ꯭ꯂꯥꯏꯃꯦꯠ ꯍꯣꯡꯂꯛꯄꯅ ꯁꯃꯨꯗ꯭ꯔꯒꯤ ꯏꯀꯣꯁꯤꯁꯇꯦꯝꯁꯤꯡꯒꯤ ꯍꯛꯁꯦꯜ ꯑꯃꯁꯨꯡ ꯇꯪꯗꯨ ꯂꯩꯇꯥꯕꯗ ꯄꯤꯔꯤꯕꯥ ꯏꯐꯦꯛꯇꯁꯤꯡ ꯑꯗꯨ ꯊꯤꯖꯤꯜꯂꯤ ꯃꯁꯤꯗ ꯍꯣꯡꯂꯛꯂꯤꯕ ꯑꯢꯪꯕ ꯑꯁꯥꯅ ꯁ꯭ꯄꯦꯁꯤꯁ ꯃꯥꯏꯒ꯭ꯔꯦꯁꯟ, ꯑꯀꯛꯅꯕꯥ ꯁ꯭ꯄꯦꯁꯤꯁꯁꯤꯡꯒꯤ ꯆꯥꯎꯈꯠꯄꯥ ꯑꯃꯁꯨꯡ ꯍꯟꯊꯔꯛꯄ ꯑꯃꯁꯨꯡ ꯆꯤꯟꯖꯥꯛꯇ ꯀꯔꯝꯅ ꯁꯣꯛꯍꯟꯕꯒꯦ ꯍꯥꯢꯕꯗꯨꯗ ꯃꯤꯠꯌꯦꯡ ꯊꯝꯂꯤ꯫ ꯋꯦꯕꯀꯤ ꯃꯔꯤꯁꯤꯡ ꯍꯧꯗꯣꯛꯄ ꯍꯧꯈꯤꯕꯥ ꯆꯍꯤ ꯈꯔꯁꯤꯗ ꯀ꯭ꯂꯥꯏꯃꯦꯠ ꯍꯣꯡꯂꯛꯄ ꯑꯁꯤ ꯍꯦꯟꯅ ꯃꯔꯤ ꯂꯩꯅꯕ ꯍꯤꯔꯝ ꯑꯃ ꯑꯣꯏꯔꯛꯂꯤ ꯃꯔꯝꯗꯤ ꯍꯣꯡꯂꯛꯂꯤꯕ ꯀ꯭ꯂꯥꯏꯃꯦꯠ ꯑꯃꯒꯤ ꯏꯐꯦꯛꯇꯁꯤꯡ ꯑꯁꯤ ꯍꯦꯟꯅ ꯍꯦꯟꯅ ꯎꯕ ꯐꯪꯂꯤ꯫ ꯕꯥꯏꯑꯣꯗꯥꯏꯕꯔꯁꯤꯇꯤꯒꯤ ꯃꯔꯨꯑꯣꯏꯕ ꯗ꯭ꯔꯥꯏꯚꯔ ꯑꯃ ꯑꯣꯏꯅ ꯀ꯭ꯂꯥꯏꯃꯦꯠ ꯍꯣꯡꯂꯛꯄꯅ ꯁꯃꯨꯗ꯭ꯔꯒꯤ ꯏꯀꯣꯁꯤꯁꯇꯦꯝꯗ ꯌꯥꯝꯅ ꯁꯥꯊꯤꯅ ꯁꯣꯛꯍꯟꯕ ꯁꯄꯦꯁꯤꯁ ꯁꯦꯝꯂꯤꯕ ꯑꯃꯁꯨꯡ ꯗꯤꯁꯇ꯭ꯔꯤꯕ꯭ꯌꯨꯁꯟ ꯍꯣꯡꯗꯣꯛꯄ ꯑꯃꯁꯨꯡ ꯐꯨꯗ ꯋꯦꯕ ꯄꯨꯝꯅꯃꯛꯇ ꯃꯆꯥ ꯃꯆꯥ ꯁꯣꯏꯔꯛꯄꯗꯒꯤ ꯑꯆꯧꯕ ꯑꯃ ꯊꯣꯛꯍꯟꯕ ꯌꯥꯏ꯫ ꯀ꯭ꯂꯥꯏꯃꯦꯠ ꯍꯣꯡꯂꯛꯄꯅ ꯁꯃꯨꯗ꯭ꯔꯒꯤ ꯏꯀꯣꯁꯤꯁꯇꯦꯝꯗ ꯄꯤꯔꯤꯕꯥ ꯁꯥꯐꯨꯁꯤꯡ ꯑꯁꯤ ꯍꯦꯟꯅ ꯀꯨꯞꯅ ꯈꯪꯕꯥ ꯑꯁꯤ ꯌꯥꯝꯅ ꯃꯔꯨ ꯑꯣꯏ ꯃꯁꯤꯅꯥ ꯑꯣꯏꯊꯣꯛꯄ ꯌꯥꯕ ꯐꯜꯁꯤꯡ ꯑꯁꯤ ꯌꯦꯡꯁꯤꯟꯕ ꯑꯃꯁꯨꯡ ꯄꯣꯂꯤꯁꯤꯒꯤ ꯋꯥꯔꯦꯞꯁꯤꯡꯗ ꯈꯪꯍꯟꯕ ꯉꯝꯒꯅꯤ꯫ ꯄꯥꯝꯕꯩꯁꯤꯡ ꯀ꯭ꯂꯥꯏꯃꯦꯠ ꯆꯦꯟꯖꯅ ꯁꯃꯨꯗ꯭ꯔꯒꯤ ꯏꯀꯣꯁꯤꯁꯇꯦꯞꯗ ꯄꯤꯔꯤꯕ ꯁꯥꯐꯨꯁꯤꯡ ꯑꯁꯤ ꯌꯦꯡꯁꯤꯟꯅꯕ ꯁꯥꯏꯟꯇꯤꯐꯤꯛ ꯔꯤꯁꯔꯆ ꯁꯔꯀꯥꯔꯒꯤ ꯔꯤꯄꯣꯔꯇꯁꯤꯡ ꯑꯃꯁꯨꯡ ꯃꯔꯤ ꯂꯩꯅꯕ ꯄꯥꯎꯒꯤ ꯑꯥꯔꯇꯤꯀꯜꯁꯤꯡ ꯌꯥꯎꯅ ꯃꯈꯜ ꯀꯌꯥꯒꯤ ꯁꯣꯔꯁꯁꯤꯡ ꯌꯦꯡꯁꯤꯟꯈꯤ꯫ ꯄꯦꯄꯔ ꯑꯁꯤꯒꯤ ꯃꯤꯠꯌꯦꯡ ꯑꯁꯤ ꯑꯏꯪ ꯑꯁꯥ ꯍꯣꯡꯂꯛꯄꯅ ꯁꯄꯦꯁꯤꯁ ꯃꯥꯏꯒ꯭ꯔꯦꯁꯟ, ꯆꯥꯎꯈꯠꯄ ꯑꯃꯁꯨꯡ ꯍꯟꯊꯕ ꯑꯃꯁꯨꯡ ꯐꯨꯗ ꯋꯦꯕꯀꯤ ꯃꯔꯤꯁꯤꯡꯗ ꯄꯤꯔꯤꯕꯥ ꯏꯐꯦꯛꯇꯁꯤꯡ ꯑꯁꯤꯅꯤ꯫ ꯐꯜꯁꯤꯡ ꯁꯃꯨꯗ꯭ꯔꯒꯤ ꯏꯀꯣꯁꯤꯁꯇꯦꯝꯗ ꯀ꯭ꯂꯥꯏꯃꯦꯠ ꯍꯣꯡꯂꯛꯄꯒꯤ ꯃꯔꯨꯑꯣꯏꯕ ꯑꯁꯣꯏꯕ ꯑꯃꯗꯤ ꯁꯄꯦꯁꯤꯁ ꯃꯥꯏꯒ꯭ꯔꯦꯁꯟꯗ ꯄꯤꯔꯤꯕꯥ ꯁꯥꯐꯨ ꯑꯁꯤꯅꯤ꯫ ꯀ꯭ꯂꯥꯏꯃꯦꯠ ꯍꯣꯡꯂꯛꯄꯒ ꯂꯣꯢꯅꯅꯥ ꯁꯃꯨꯗ꯭ꯔꯒꯤ ꯑꯏꯪ ꯑꯁꯥꯁꯨ ꯍꯣꯡꯂꯛꯂꯤ ꯃꯔꯝ ꯑꯗꯨꯅ ꯁꯄꯦꯁꯤꯁꯁꯤꯡ ꯑꯁꯤ ꯑꯏꯪꯕ ꯏꯁꯤꯡꯒꯤ ꯃꯥꯢꯀꯩꯗꯥ ꯍꯣꯡꯂꯛꯂꯤ꯫ ꯃꯁꯤꯅꯥ ꯑꯀꯛꯅꯕꯥ ꯂꯝꯗꯝ ꯑꯃꯗ ꯂꯩꯕ ꯁꯄꯦꯁꯤꯁꯁꯤꯡꯒꯤ ꯗꯤꯁꯇ꯭ꯔꯤꯕ꯭ꯌꯨꯁꯟ ꯑꯃꯁꯨꯡ ꯀꯝꯄꯣꯖꯤꯁꯟꯗ ꯑꯍꯣꯡꯕ ꯑꯃ ꯄꯨꯔꯛꯄ ꯌꯥꯏ꯫ ꯀ꯭ꯂꯥꯏꯃꯦꯠ ꯍꯣꯡꯂꯛꯄꯒꯤ ꯑꯇꯣꯞꯄ ꯃꯔꯝ ꯑꯃꯗꯤ ꯑꯀꯛꯅꯕ ꯁꯄꯦꯁꯤꯁ ꯈꯔꯗꯤ ꯍꯦꯟꯒꯠꯂꯛꯄꯥ ꯑꯃꯁꯨꯡ ꯍꯟꯊꯔꯛꯄꯅꯤ꯫ ꯀ꯭ꯂꯥꯏꯃꯦꯠ ꯍꯣꯡꯂꯛꯄꯒ ꯂꯣꯢꯅꯅꯥ ꯁꯄꯦꯁꯤꯁ ꯈꯔꯗꯤ ꯍꯦꯟꯅ ꯆꯥꯎꯈꯠꯄ ꯌꯥꯏ ꯑꯗꯨꯒ ꯑꯇꯩ ꯈꯔꯗꯤ ꯍꯟꯊꯔꯛꯄ ꯌꯥꯏ꯫ ꯃꯁꯤꯅꯥ ꯏꯀꯣꯁꯤꯁꯇꯦꯝꯒꯤ ꯆꯥꯡꯗ ꯑꯍꯣꯡꯕ ꯑꯃ ꯄꯨꯔꯛꯄ ꯌꯥꯏ ꯃꯁꯤꯅ ꯐꯨꯗ ꯋꯦꯕ ꯄꯨꯝꯅꯃꯛꯇ ꯍꯦꯟꯅ ꯆꯥꯎꯕ ꯑꯁꯣꯏꯕ ꯊꯣꯛꯍꯟꯕ ꯌꯥꯏ꯫ ꯑꯔꯣꯏꯕꯗ ꯀ꯭ꯂꯥꯏꯃꯦꯠ ꯍꯣꯡꯂꯛꯄꯅ ꯐꯨꯗ ꯋꯦꯕꯀꯤ ꯃꯅꯨꯡꯗ ꯂꯩꯔꯤꯕ ꯃꯔꯤꯁꯤꯡꯗ ꯑꯀꯥꯢꯕ ꯄꯤꯕꯥ ꯌꯥꯏ꯫ ꯑꯏꯪ ꯑꯁꯥ ꯍꯣꯡꯂꯛꯄꯒ ꯂꯣꯢꯅꯅ ꯄ꯭ꯔꯤ-ꯑꯦꯜꯒꯤ ꯆꯥꯡ ꯑꯁꯤ ꯍꯣꯡꯂꯛꯄ ꯌꯥꯏ ꯃꯁꯤꯅꯥ ꯑꯇꯣꯞꯄ ꯁꯥꯁꯤꯡꯒꯤ ꯃꯆꯤꯟꯖꯥꯛꯇ ꯑꯃꯁꯨꯡ ꯂꯃꯆꯠ-ꯁꯥꯖꯠꯇ ꯑꯀꯥꯢꯕꯥ ꯄꯤ ꯑꯃꯁꯨꯡ ꯐꯨꯗ ꯋꯦꯕ ꯄꯨꯝꯅꯃꯛꯇ ꯔꯤꯄꯜ ꯏꯐꯦꯛꯇ ꯑꯃ ꯊꯣꯛꯍꯟꯕ ꯌꯥꯏ꯫ ꯋꯥꯔꯣꯜ ꯑꯁꯤ ꯈꯪꯖꯤꯟꯒꯗꯕ ꯑꯃꯅ ꯁꯃꯨꯗ꯭ꯔꯒꯤ ꯏꯀꯣꯁꯤꯁ꯭ꯇꯦꯝꯗ ꯀ꯭ꯂꯥꯏꯃꯦꯠ ꯍꯣꯡꯂꯛꯄꯒꯤ ꯏꯐꯦꯛꯇꯁꯤꯡ ꯑꯁꯤ ꯌꯥꯝꯅ ꯂꯥꯞꯅ ꯂꯩ ꯃꯁꯤꯅꯥ ꯁꯄꯦꯁꯤꯁ ꯀꯝꯄꯣꯖꯤꯁꯟ ꯑꯃꯁꯨꯡ ꯗꯤꯁꯇ꯭ꯔꯤꯕ꯭ꯌꯨꯁꯟ ꯂꯣꯢꯅꯅꯥ ꯐꯨꯗ ꯋꯦꯕꯀꯤ ꯃꯅꯨꯡꯗꯥ ꯂꯩꯔꯤꯕꯥ ꯃꯔꯤꯁꯤꯡ ꯑꯁꯤꯁꯨ ꯌꯥꯝꯅ ꯍꯣꯡꯍꯟꯕꯒꯤ ꯄꯣꯇꯦꯟꯁꯤꯑꯦꯜ ꯂꯩ꯫ ꯑꯣꯏꯊꯣꯛꯄ ꯌꯥꯕ ꯏꯝꯄꯦꯛꯇꯁꯤꯡ ꯃꯄꯨꯡ ꯐꯥꯅ ꯈꯡꯗꯣꯛꯅꯕ ꯃꯈꯥ ꯇꯥꯕꯥ ꯔꯤꯁꯔꯆ ꯇꯧꯕꯥ ꯃꯊꯧ ꯇꯥꯏ ꯑꯃꯁꯨꯡ ꯄꯣꯂꯤꯁꯤꯒꯤ ꯋꯥꯔꯦꯞꯁꯤꯡ ꯑꯁꯤ ꯂꯧꯁꯤꯡ ꯑꯁꯤꯅ ꯈꯡꯍꯟꯒꯗꯕꯅꯤ꯫